ꯃꯁꯤꯗꯁꯨ ꯅꯠꯇꯅ ꯂꯥꯏꯔꯦꯝꯃꯥ ꯄꯥꯟꯊꯣꯏꯕꯤ ꯑꯃꯁꯨꯡ ꯆꯥꯡꯅꯤꯡ ꯂꯩꯃꯥ ꯑꯁꯤ ꯆꯥꯎꯔꯥꯛꯅ ꯃꯇꯝ ꯑꯗꯨꯃꯛꯇꯗ ꯂꯩꯔꯝꯕ ꯃꯥꯜꯂꯤ ꯀꯔꯤꯒꯨꯝꯕ ꯈꯣꯔꯤꯐꯥꯕꯥꯅ ꯄꯥꯟꯊꯣꯏꯕꯤ ꯑꯃꯁꯨꯡ ꯅꯣꯡꯄꯣꯛꯀꯤ ꯌꯨꯅꯤꯌꯟꯗ ꯁꯔꯨꯛ ꯌꯥꯔꯕꯗꯤ ꯇꯨꯡꯗ ꯄꯥꯡꯊꯣꯛꯄ ꯊꯧꯔꯝꯁꯤꯡ ꯅꯠꯇꯦ ꯄꯥꯡꯊꯣꯛꯄ ꯁꯅꯥꯃꯍꯤ ꯑꯁꯤꯕꯥꯅ ꯃꯥꯂꯦꯝ ꯑꯗꯨ ꯁꯦꯝꯈꯤ꯫ ꯑꯗꯨꯕꯨ ꯃꯍꯥꯛꯄꯨ ꯃꯍꯥꯛꯀꯤ ꯃꯅꯥꯎꯅꯨꯄꯥ ꯄꯥꯈꯥꯡꯕꯥ ꯍꯔꯥꯕꯥꯅ ꯇꯣꯏꯅ ꯅꯨꯡꯉꯥꯏꯇꯕ ꯐꯥꯎꯍꯟꯈꯤ꯫ ꯊꯕꯛ ꯑꯃꯠꯇ ꯇꯧꯕ ꯉꯝꯗꯕꯅ ꯁꯅꯥꯃꯍꯤꯅ ꯋꯥꯐꯝ ꯑꯁꯤꯒꯤ ꯃꯇꯥꯡꯗ ꯃꯈꯣꯏꯒꯤ ꯃꯄꯥ ꯁꯥꯂꯥꯏꯂꯦꯟ ꯅꯠꯇ꯭ꯔꯒ ꯋꯥꯔꯤꯁꯤꯡꯒꯤ ꯇꯣꯉꯥꯟ ꯇꯣꯉꯥꯟꯕ ꯃꯈꯜꯁꯤꯡꯒꯤ ꯃꯇꯨꯡ ꯏꯟꯅ ꯑꯇꯤꯡꯀꯣꯡꯗ ꯋꯥꯀꯠꯈꯤ꯫ ꯁꯂꯥꯏꯂꯦꯟꯅ ꯂꯥꯏꯒꯤ ꯑꯣꯏꯕ ꯅꯨꯄꯤꯒꯤ ꯑꯣꯏꯕ ꯖꯤꯕ ꯑꯃ ꯄꯨꯊꯣꯛꯈꯤ꯫ ꯃꯍꯥꯛꯅ ꯃꯍꯥꯛꯄꯨ ꯃꯥꯂꯦꯝ ꯄꯨꯝꯕꯒꯤ ꯀꯣꯁꯃꯣꯒꯤ ꯑꯆꯧꯕ ꯑꯍꯥꯡꯕ ꯚꯣꯏꯗ ꯊꯥꯗꯣꯛꯈꯤ꯫ ꯑꯆꯧꯕ ꯑꯍꯥꯡꯕ ꯚꯣꯏꯗ ꯑꯗꯨꯒꯤ ꯑꯆꯧꯕ ꯑꯍꯥꯡꯕ ꯑꯗꯨꯗ ꯂꯥꯏꯒꯤ ꯑꯣꯏꯕ ꯅꯨꯄꯤ ꯑꯣꯏꯔꯤꯕ ꯑꯗꯨ ꯐꯖꯔꯕ ꯑꯃꯁꯨꯡ ꯃꯉꯥꯜ ꯊꯣꯛꯄ ꯂꯥꯏꯔꯦꯝꯕꯤ ꯑꯃ ꯑꯣꯏꯔꯛꯈꯤ꯫ ꯃꯍꯥꯛꯄꯨ ꯅꯣꯡꯊꯥꯡꯒꯤ ꯂꯩꯃ ꯅꯣꯡꯊꯥꯡ ꯂꯩꯃ ꯃꯤꯡꯊꯣꯟꯈꯤ꯫ ꯋꯥꯔꯤ ꯑꯁꯤꯒꯤ ꯑꯇꯣꯞꯄ ꯃꯑꯣꯡ ꯑꯃꯗ ꯁꯤꯗꯥꯕꯥꯅ ꯁꯤꯗꯥꯕꯤꯕꯨ ꯅꯣꯡꯊꯥꯡ ꯂꯩꯃꯥ ꯄꯨꯊꯣꯛꯅꯕ ꯌꯥꯊꯪ ꯄꯤꯈꯤ ꯂꯥꯏꯒꯤ ꯑꯣꯏꯕ ꯅꯨꯄꯤ ꯑꯗꯨꯅ ꯀꯣꯁꯃꯤꯛ ꯀ꯭ꯔꯤꯌꯦꯁꯟꯗꯒꯤ ꯃꯥꯡꯍꯟ ꯇꯥꯛꯍꯟꯕ ꯃꯤꯑꯣꯏ ꯑꯗꯨꯕꯨ ꯄꯨꯛꯅꯤꯡ ꯆꯤꯡꯁꯤꯟꯅꯕ ꯌꯥꯊꯪ ꯄꯤꯈꯤ꯫ ꯅꯣꯡꯊꯥꯡꯒꯤ ꯃꯍꯥꯔꯥꯅꯤ ꯅꯣꯡꯊꯥꯡ ꯂꯩꯃꯥꯅ ꯑꯍꯥꯡꯕ ꯃꯐꯝ ꯚꯣꯏꯗ ꯑꯗꯨ ꯑꯉꯥꯟꯕ ꯃꯉꯥꯜꯅ ꯃꯦꯟꯁꯤꯟꯈꯤ꯫ ꯃꯍꯥꯛꯄꯨ ꯎꯕꯗ ꯄꯥꯈꯥꯡꯕꯥ ꯍꯔꯥꯕꯥꯅ ꯃꯍꯥꯛꯄꯨ ꯅꯨꯡꯁꯤꯈꯤ꯫ ꯃꯍꯥꯛꯅ ꯃꯥꯂꯦꯝ ꯁꯦꯝꯕꯗ ꯃꯍꯥꯛꯀꯤ ꯑꯌꯥꯝꯕ ꯑꯍꯜꯕꯨ ꯑꯋꯥꯕ ꯄꯤꯕꯒꯤ ꯃꯇꯥꯡꯗ ꯀꯥꯎꯊꯣꯛꯈꯤ꯫ ꯍꯔꯥꯕꯥ ꯑꯆꯧꯕ ꯃꯐꯝ ꯑꯗꯨꯗ ꯃꯍꯥꯛꯀꯤ ꯃꯅꯥꯛꯇ ꯂꯥꯛꯈꯤ꯫ ꯃꯇꯝ ꯑꯗꯨꯒꯤ ꯃꯅꯨꯡꯗ ꯁꯅꯥꯃꯍꯤ ꯑꯁꯤꯕꯥꯅ ꯃꯍꯥꯛꯀꯤ ꯃꯥꯂꯦꯝ ꯁꯦꯝꯕ ꯑꯗꯨ ꯂꯣꯏꯁꯤꯟꯈꯤ꯫ ꯏꯃꯨꯡ ꯃꯅꯨꯡ ꯑꯁꯤꯕꯥ ꯁꯅꯥꯃꯍꯤꯅ ꯅꯣꯡꯊꯥꯡ ꯂꯩꯃꯥ ꯎꯕ ꯃꯇꯝꯗ ꯃꯍꯥꯛꯅ ꯃꯍꯥꯛꯀ ꯂꯨꯍꯣꯡꯕ ꯄꯥꯝꯈꯤ꯫ ꯑꯃꯁꯨꯡ ꯑꯁꯨꯝꯅ ꯃꯈꯣꯏꯅ ꯑꯃꯠꯇ ꯑꯣꯏꯅ ꯄꯨꯟꯁꯤꯟꯈꯤ꯫ ꯑꯗꯨꯅ ꯅꯣꯡꯊꯥꯡ ꯂꯩꯃꯥ ꯑꯁꯤ ꯁꯅꯥꯃꯍꯤ ꯑꯁꯤꯕꯥ ꯑꯃꯁꯨꯡ ꯄꯥꯈꯥꯡꯕꯥ ꯍꯔꯥꯕꯥ ꯑꯅꯤꯃꯛꯀꯤ ꯅꯨꯄꯤꯅꯤ꯫ ꯅꯣꯡꯊꯥꯡ ꯂꯩꯃꯥ ꯑꯁꯤ ꯂꯥꯡꯃꯥꯏ ꯁꯅꯥ ꯆꯤꯡꯖꯥꯑꯔꯣꯏꯕꯤ ꯂꯥꯡꯃꯥꯏ ꯁꯅꯥ ꯆꯤꯡꯆꯥꯂꯣꯏꯄꯤ ꯍꯥꯏꯅꯁꯨ ꯈꯪꯅꯩ꯫ ꯆꯤꯡꯖꯔꯣꯏꯕꯤ ꯑꯃꯁꯨꯡ ꯁꯅꯥꯃꯍꯤꯒꯤ ꯄꯨꯟꯁꯤꯟꯕꯒ ꯂꯣꯏꯅꯅ ꯂꯥꯏꯁꯪ ꯈꯦꯛꯋꯥꯏꯕꯥ ꯀꯧꯕ ꯃꯆꯥꯅꯨꯄꯥ ꯑꯃ ꯄꯣꯛꯈꯤ꯫ ꯃꯑꯣꯡ ꯑꯅꯤ ꯑꯦꯟ ꯕꯤꯗꯤꯌꯂꯛ꯭ꯁꯃꯤꯅ ꯏꯕ ꯚꯥꯔꯠꯀꯤ ꯅꯣꯔꯊ ꯏꯁꯠꯇ ꯔꯥꯖꯅꯤꯇꯤ ꯈꯨꯟꯅꯥꯏ ꯑꯃꯁꯨꯡ ꯀꯣꯁꯃꯣꯂꯣꯖꯤꯒꯤ ꯃꯇꯨꯡ ꯏꯟꯅ ꯂꯥꯏꯔꯦꯝꯕꯤ ꯅꯣꯡꯊꯥꯡ ꯂꯩꯃꯥ ꯅꯣꯡꯊꯥꯡ ꯂꯥꯏꯔꯦꯝꯕꯤꯅ ꯃꯥꯂꯦꯝ ꯑꯁꯤ ꯁꯦꯝꯕ ꯂꯣꯏꯔꯕ ꯃꯇꯨꯡꯗ ꯂꯥꯏꯒꯤ ꯑꯣꯏꯕ ꯃꯑꯣꯡ ꯑꯅꯤ ꯂꯧꯈꯤ꯫ ꯃꯑꯣꯡ ꯑꯃꯗꯤ ꯄꯥꯡꯊꯣꯏꯕꯤꯅꯤ꯫ ꯃꯁꯤꯒꯤ ꯃꯑꯣꯡ ꯑꯁꯤ ꯂꯥꯏꯁꯤꯡꯒꯤ ꯃꯌꯨꯝꯗ ꯂꯩ꯫ ꯑꯇꯣꯞꯄ ꯃꯑꯣꯡ ꯑꯃꯗꯤ ꯑꯄꯟꯊꯣꯏꯕꯤꯅꯤ꯫ ꯃꯁꯤꯒꯤ ꯃꯑꯣꯡ ꯑꯁꯤ ꯍꯤꯡꯂꯤꯕ ꯃꯤꯑꯣꯏꯁꯤꯡꯒꯤ ꯃꯔꯛꯇ ꯂꯩ꯫ ꯏꯁꯩ ꯂꯥꯏ ꯍꯔꯥꯎꯕꯥ ꯀꯨꯝꯍꯩꯒꯤ ꯃꯇꯝꯗ ꯂꯥꯏꯅꯤꯡꯕꯁꯤꯡꯅ ꯇꯣꯉꯥꯟ ꯇꯣꯉꯥꯟꯕ ꯂꯥꯏꯁꯤꯡꯕꯨ ꯍꯔꯥꯎꯍꯟꯅꯕ ꯖꯒꯣꯏ ꯁꯥꯏ꯫ ꯃꯈꯣꯏꯁꯤꯡꯒꯤ ꯃꯅꯨꯡꯗ ꯅꯨꯄꯥ ꯖꯒꯣꯏ ꯁꯥꯕꯁꯤꯡꯅ ꯍꯔꯥꯕꯥ ꯄꯥꯈꯥꯡꯕꯥ ꯍꯥꯏꯅꯁꯨ ꯈꯪꯅꯕ ꯒꯤ ꯃꯑꯣꯡꯁꯤꯡꯒꯤ ꯃꯇꯨꯡ ꯏꯟꯅ ꯁꯛꯇꯝ ꯂꯥꯡꯏ ꯑꯃꯁꯨꯡ ꯅꯨꯄꯤ ꯖꯒꯣꯏ ꯁꯥꯕꯤꯅ ꯂꯥꯏꯔꯦꯝꯕꯤ ꯅꯣꯡꯊꯥꯡ ꯂꯩꯃꯥꯒꯤ ꯃꯑꯣꯡꯁꯤꯡꯒꯤ ꯃꯇꯨꯡ ꯏꯟꯅ ꯁꯛꯇꯝ ꯂꯥꯡꯏ꯫ ꯅꯣꯡꯊꯥꯡ ꯂꯥꯏꯔꯦꯝꯕꯤ ꯂꯩꯃꯥꯅ ꯅꯣꯡꯊꯥꯡ ꯑꯗꯨꯒꯤ ꯃꯁꯛ ꯇꯥꯛꯂꯤ꯫